ꯖꯤꯔꯣꯗꯅꯥ ꯃꯍꯥꯛꯀꯤ ꯃꯌꯨꯝ ꯀ꯭ꯂꯕ ꯑꯣꯂꯤꯝꯄꯤꯛ ꯀ꯭ꯂꯕ ꯗꯦ ꯐ꯭ꯔꯣꯖꯦꯁꯀꯤꯗꯃꯛ ꯑꯣꯔꯒꯥꯅꯥꯏꯖ ꯇꯧꯔꯕ ꯐꯨꯠꯕꯣꯜ ꯁꯥꯟꯅꯕꯥ ꯍꯧꯈꯤ꯫ ꯃꯍꯥꯛ ꯆꯍꯤ ꯇꯔꯥꯍꯨꯝꯗꯣꯢ ꯁꯨꯔꯛꯄꯗꯥ ꯄ꯭ꯔꯣꯐꯦꯁ꯭ꯅꯦꯜ ꯀ꯭ꯂꯕ ꯒ꯭ꯔꯦꯅꯣꯕꯜꯗꯥ ꯌꯥꯎꯗ꯭ꯔꯤꯉꯩ ꯃꯃꯥꯡꯗꯥ ꯀ꯭ꯂꯕꯇꯥ ꯆꯍꯤ ꯇꯔꯨꯛ ꯇ꯭ꯔꯦꯅꯤꯡ ꯇꯧꯈꯤ꯫ ꯀ꯭ꯂꯕꯀꯤ ꯀꯦꯔꯤꯌꯔ ꯒ꯭ꯔꯦꯅꯣꯕꯜ ꯍꯥꯏꯅꯥ ꯈꯪꯅꯕ ꯖꯤꯔꯣꯗꯅꯥ ꯆꯍꯤ ꯀꯨꯟꯃꯊꯣꯢ ꯁꯨꯔꯛꯄꯗꯥ ꯃꯍꯥꯛꯀꯤ ꯑꯍꯥꯟꯕꯥ ꯄ꯭ꯔꯣꯐꯦꯁ꯭ꯅꯦꯜ ꯀꯟꯇ꯭ꯔꯦꯛ ꯈꯨꯠꯌꯦꯛ ꯄꯤꯅꯗ꯭ꯔꯤꯉꯩ ꯃꯃꯥꯡꯗꯥ ꯒ꯭ꯔꯦꯅꯣꯕꯜꯒꯤ ꯌꯨꯊ ꯑꯦꯀꯥꯗꯦꯃꯤꯗꯥ ꯆꯍꯤ ꯃꯉꯥ ꯗꯤꯕꯦꯂꯞ ꯇꯧꯈꯤ꯫ ꯃꯇꯨꯡꯗꯥ ꯃꯍꯥꯛꯅꯥ ꯃꯍꯥꯛꯀꯤ ꯑꯍꯥꯟꯕꯥ ꯀꯟꯇ꯭ꯔꯦꯛ ꯈꯨꯠꯌꯦꯛ ꯄꯤꯅꯈꯤꯕꯥ ꯑꯁꯤ ꯄ꯭ꯂꯦꯌꯥꯔ ꯑꯃꯥ ꯑꯣꯏꯅꯥ ꯃꯍꯥꯛꯀꯤ ꯆꯥꯎꯈꯠꯄꯒꯤ ꯃꯔꯨꯑꯣꯏꯕꯥ ꯁꯔꯨꯛ ꯑꯃꯅꯤ ꯍꯥꯏꯅꯥ ꯌꯥꯖꯈꯤ, ꯃꯍꯥꯛꯅꯥ ꯍꯥꯏꯈꯤ ꯑꯩꯒꯤ ꯇꯧꯕꯥ ꯉꯝꯕꯁꯤꯡ ꯑꯗꯨ ꯈꯪꯕꯥ ꯉꯝꯅꯕꯥ ꯑꯩꯒꯤ ꯑꯍꯥꯟꯕꯥ ꯄ꯭ꯔꯣꯐꯦꯁ꯭ꯅꯦꯜ ꯀꯟꯇ꯭ꯔꯦꯛ ꯈꯨꯠꯌꯦꯛ ꯄꯤꯅꯕꯗꯥ ꯆꯪꯈꯤ꯫ ꯀꯔꯤꯒꯨꯝꯕꯥ ꯅꯍꯥꯛꯅꯥ ꯀ꯭ꯂꯕ ꯑꯃꯅꯥ ꯑꯩꯕꯨ ꯊꯥꯖꯔꯕꯗꯤ, ꯑꯩꯒꯤ ꯃꯒꯨꯟ ꯈꯔꯥ ꯂꯩꯔꯝꯒꯅꯤ ꯍꯥꯏꯕꯁꯤꯅꯤ꯫ ꯃꯍꯥꯛ ꯀ꯭ꯂꯕꯀꯤ ꯔꯤꯖꯔꯚꯔ ꯇꯤꯝꯗꯥ ꯄ꯭ꯔꯣꯃꯣꯁꯟ ꯐꯪꯈꯤ, ꯃꯈꯣꯏꯅꯥ ꯐ꯭ꯔꯥꯟꯁꯀꯤ ꯐꯨꯠꯕꯣꯜꯒꯤ ꯃꯉꯥꯁꯨꯕꯥ ꯊꯥꯛꯀꯤ ꯆꯦꯝꯄꯤꯌꯟ ꯗꯦ ꯐ꯭ꯔꯥꯟꯁ ꯑꯦꯃꯦꯆꯔ ꯑꯅꯤꯗꯥ ꯁꯥꯟꯅꯔꯝꯃꯤ꯫ ꯖꯤꯔꯣꯗꯅꯥ ꯌꯥꯝꯅꯥ ꯊꯨꯅꯥ ꯇꯤꯝ ꯑꯁꯤꯒꯤ ꯃꯔꯨꯑꯣꯏꯕꯥ ꯄ꯭ꯂꯦꯌꯥꯔ ꯑꯃꯥ ꯑꯣꯏꯈꯤ ꯑꯃꯁꯨꯡ ꯃꯦꯆ ꯇꯔꯥꯃꯉꯥ ꯗꯥ ꯒꯣꯜ ꯇꯔꯥꯃꯉꯥ ꯂꯧꯈꯤ꯫ ꯔꯤꯖꯔꯚꯔ ꯇꯤꯝꯒꯥ ꯂꯣꯏꯅꯅꯥ ꯊꯥ ꯇꯔ‌ꯦꯠ ꯀꯤ ꯃꯅꯨꯡꯗꯥ ꯃꯍꯥꯛꯀꯤ ꯄꯔꯐꯣꯃꯦꯟꯁꯁꯤꯡ ꯑꯗꯨꯅꯥ ꯃꯔꯝ ꯑꯣꯏꯗꯨꯅꯥ ꯄ꯭ꯂꯦꯌꯥꯔ ꯑꯗꯨ ꯢꯪ ꯂꯤꯁꯤꯡꯑꯅꯤꯒ ꯇꯔꯨꯛ ꯀꯤ ꯃꯥꯔꯇꯥ ꯃꯦꯅꯦꯖꯔ ꯊꯤꯌꯦꯔꯤ ꯒꯧꯗꯦꯠꯅꯥ ꯁꯦꯅꯤꯌꯔ ꯇꯤꯝꯗꯥ ꯀꯧꯈꯤ꯫ ꯖꯤꯔꯣꯗꯅꯥ ꯃꯥꯔꯆ ꯀꯨꯟꯇꯔꯦꯠꯇꯥ ꯂꯤꯒ ꯑꯅꯤ ꯗꯥ ꯒꯨꯌꯦꯒꯟꯅꯒꯥ ꯑꯃ-ꯑꯃ ꯒꯣꯜꯗꯥ ꯃꯥꯏꯊꯤꯕꯥ ꯄꯤꯗꯨꯅꯥ ꯂꯦꯠ ꯃꯦꯆꯀꯤ ꯁꯞꯁ꯭ꯇꯤꯆ꯭ꯌꯨꯠ ꯑꯣꯏꯅꯥ ꯊꯣꯔꯛꯈꯤ꯫ ꯃꯍꯥꯛ ꯀꯦꯝꯄꯦꯟ ꯑꯁꯤꯒꯤ ꯑꯔꯣꯏꯕꯥ ꯃꯇꯝ ꯐꯥꯎꯕꯥ ꯁꯦꯅꯤꯌꯔ ꯇꯤꯝꯒꯤ ꯁꯔꯨꯛ ꯑꯃꯥ ꯑꯣꯏꯅꯥ ꯂꯩꯈꯤ ꯑꯃꯁꯨꯡ ꯑꯍꯦꯟꯕꯥ ꯁꯞꯁ꯭ꯇꯤꯆ꯭ꯌꯨꯠ ꯑꯣꯏꯕꯥ ꯃꯑꯣꯡꯗꯥ ꯁꯥꯟꯅꯈꯤ꯫ ꯖꯤꯔꯣꯗꯅꯥ ꯑꯅꯤ ꯁꯣꯢꯅꯣ ꯁꯣꯢꯅꯣ ꯃꯉꯥ ꯁꯣꯢꯅꯣ ꯇꯔꯦꯠꯀꯤ ꯁꯤꯖꯟꯒꯤꯗꯃꯛ ꯃꯇꯝ ꯆꯨꯞꯄꯒꯤ ꯑꯣꯏꯅꯥ ꯁꯦꯅꯤꯌꯔ ꯇꯤꯝꯗꯥ ꯄ꯭ꯔꯣꯃꯣꯠ ꯇꯧꯈꯤ ꯑꯃꯁꯨꯡ ꯑꯅꯧꯕꯥ ꯃꯦꯅꯦꯖꯔ ꯄꯦꯇꯟ ꯄꯧꯂꯤꯀꯦꯟ ꯑꯃꯁꯨꯡ ꯅꯤꯀꯣꯂꯥ ꯃꯥꯜꯒꯦꯔꯤꯅꯥ ꯅꯝꯕꯔ ꯀꯨꯟꯅꯤꯊꯣꯢꯒꯤ ꯁꯔꯨꯛ ꯑꯃꯥ ꯄꯤꯈꯤ꯫ ꯀꯦꯝꯄꯦꯟ ꯑꯁꯤꯒꯤ ꯇꯤꯝ ꯑꯁꯤꯒꯤ ꯑꯍꯥꯟꯕꯥ ꯂꯤꯒ ꯃꯦꯆꯇꯥ ꯁꯕ꯭ꯁ꯭ꯇꯤꯆ꯭ꯌꯨꯠ ꯑꯣꯏꯅꯥ ꯌꯥꯎꯔꯕꯥ ꯃꯇꯨꯡꯗꯥ ꯃꯍꯥꯛꯅꯥ ꯃꯦꯆ ꯄꯨꯝꯅꯃꯛ ꯁꯥꯟꯅꯗꯨꯅꯥ ꯅꯤꯑꯣꯔꯇꯇꯥ ꯑꯅꯤꯗꯒꯤ ꯑꯃ ꯐꯥꯎꯕ ꯒꯣꯜꯗꯥ ꯃꯥꯏꯊꯤꯕꯥ ꯄꯤꯗꯨꯅꯥ ꯃꯍꯥꯛꯀꯤ ꯑꯍꯥꯟꯕꯥ ꯄ꯭ꯔꯣꯐꯦꯁ꯭ꯅꯦꯜ ꯁ꯭ꯇꯥꯔꯠ ꯇꯧꯈꯤ꯫ ꯢꯪ ꯂꯤꯁꯤꯡꯑꯅꯤꯒ ꯇꯔꯦꯠ ꯀꯤ ꯐꯦꯕ꯭ꯔꯨꯋꯥꯔꯤ ꯄꯨꯟꯇꯔꯨꯛꯇꯥ ꯖꯤꯔꯣꯗꯅꯥ ꯂꯦ ꯍꯥꯚ꯭ꯔꯦꯒꯤ ꯃꯥꯌꯣꯛꯇꯥ ꯑꯁꯣꯛꯄꯥ ꯃꯇꯝꯗꯥ ꯃꯥꯏꯄꯥꯛꯈꯤꯕꯥ ꯑꯗꯨ ꯅꯦꯠ ꯇꯧꯗꯨꯅꯥ ꯃꯍꯥꯛꯀꯤ ꯑꯍꯥꯟꯕꯥ ꯄ꯭ꯔꯣꯐꯦꯁ꯭ꯅꯦꯜ ꯒꯣꯜ ꯑꯃꯥ ꯁꯣꯛꯈꯤ꯫ ꯃꯍꯥꯛꯅꯥ ꯄꯥꯟꯗꯝ ꯑꯁꯤꯕꯨ ꯐꯦꯟꯇꯥꯁꯇꯤꯛ ꯃꯦꯃꯣꯔꯤ ꯍꯥꯏꯅꯥ ꯐꯣꯡꯗꯣꯛꯈꯤ꯫ ꯑꯍꯥꯟꯕꯥ ꯄ꯭ꯔꯣ ꯒꯣꯜ ꯑꯃꯒꯤꯗꯃꯛ ꯑꯩꯍꯥꯛꯅꯥ ꯍꯦꯟꯅꯥ ꯐꯕꯥ ꯃꯪꯂꯥꯟ ꯑꯃꯥ ꯃꯪꯐꯥꯎꯅꯍꯟꯕꯥ ꯉꯝꯈꯤꯗꯦ꯫ ꯊꯥ ꯑꯃꯒꯤ ꯃꯇꯨꯡꯗꯥ ꯖꯤꯔꯣꯗꯅꯥ ꯒꯨꯌꯦꯒꯟꯅꯒꯤ ꯃꯥꯌꯣꯛꯇꯥ ꯀꯦꯝꯄꯦꯟ ꯑꯁꯤ ꯑꯍꯨꯝꯁꯨꯕꯥ ꯑꯣꯏꯅꯥ ꯍꯧꯗꯣꯛꯈꯤ꯫ ꯖꯤꯔꯣ-ꯖꯤꯔꯣ ꯗꯥ ꯂꯣꯏꯁꯤꯟꯈꯤꯕꯥ ꯃꯦꯆ ꯑꯗꯨꯗꯥ ꯖꯤꯔꯣꯗꯅꯥ ꯃꯍꯥꯛꯀꯤ ꯑꯍꯥꯟꯕꯥ ꯄ꯭ꯔꯣꯐꯦꯁ꯭ꯅꯦꯜ ꯔꯦꯗ ꯀꯥꯔꯗ ꯂꯧꯈꯤ꯫ ꯑꯟꯅꯥ ꯌꯥꯔꯣꯁ꯭ꯂꯥꯚꯅꯥ (ꯁꯤ) ꯑꯁꯤ ꯅꯤꯡꯊꯧ ꯍꯦꯟꯔꯤ ꯑꯍꯥꯟꯕꯒ ꯂꯨꯍꯣꯡꯂꯕ ꯃꯇꯨꯡꯗ ꯏꯪ ꯂꯤꯁꯤꯡꯑꯃꯒ ꯌꯥꯡꯈꯩꯃꯊꯣꯢ ꯗ ꯐ꯭ꯔꯥꯟꯁꯀꯤ ꯃꯍꯥꯔꯥꯅꯤ ꯑꯣꯏꯈꯤꯕ ꯀꯤꯚꯥꯟ ꯔꯨꯁꯀꯤ ꯅꯤꯡꯊꯧ ꯃꯆꯥꯅꯨꯄꯤ ꯑꯃꯅꯤ꯫ ꯃꯍꯥꯛꯅ ꯅꯤꯡꯊꯧ ꯂꯩꯕꯥꯛ ꯑꯁꯤꯕꯨ ꯃꯈꯣꯏꯒꯤ ꯃꯆꯥꯅꯨꯄꯥ ꯐꯤꯂꯤꯞ ꯑꯍꯥꯟꯕꯒꯤ ꯃꯁꯤꯡ ꯌꯥꯝꯗꯕ ꯃꯇꯝꯗ ꯏꯪ ꯂꯤꯁꯤꯡꯑꯃꯒ ꯌꯥꯡꯈꯩꯗ ꯍꯦꯟꯔꯤꯅ ꯂꯩꯈꯤꯗꯕꯗꯒꯤ ꯍꯧꯔꯒ ꯚꯦꯂꯣꯏꯁꯀꯤ ꯀꯥꯎꯟꯠ ꯔꯥꯜꯐ ꯃꯔꯤꯁꯨꯕꯒ ꯂꯨꯍꯣꯡꯗ꯭ꯔꯤꯐꯥꯎꯕ ꯅꯤꯡꯊꯧ ꯂꯩꯕꯥꯛ ꯑꯗꯨ ꯂꯩꯉꯥꯛꯈꯤ꯫ ꯑꯦꯟꯅ ꯁꯦꯟꯂꯤꯁꯇ ꯑꯦꯕꯦ ꯑꯣꯐ ꯁꯦꯟꯠ ꯚꯤꯟꯁꯦꯟꯇ ꯂꯤꯡꯈꯠꯈꯤ꯫ ꯑꯦꯟ ꯑꯁꯤ ꯌꯥꯔꯣꯁ꯭ꯂꯥꯚ ꯗ ꯋꯥꯏꯖ, ꯀꯤꯑꯦꯚꯀꯤ ꯒ꯭ꯔꯥꯟꯗ ꯄ꯭ꯔꯤꯟꯁ ꯑꯃꯁꯨꯡ ꯅꯣꯚꯒꯣꯔꯣꯗꯀꯤ ꯄ꯭ꯔꯤꯟꯁ, ꯑꯃꯁꯨꯡ ꯃꯍꯥꯛꯀꯤ ꯑꯅꯤꯁꯨꯕ ꯂꯣꯏꯅꯕꯤ ꯁ꯭ꯋꯤꯗꯦꯟꯒꯤ ꯏꯟꯒꯦꯒꯔ꯭ꯗ ꯑꯣꯂꯣꯐꯁꯗꯣꯇꯔꯒꯤ ꯃꯆꯥꯅꯨꯄꯤꯅꯤ꯫